ꯁꯟꯗ꯭ꯔꯦꯝꯕꯤ ꯆꯩꯁ꯭ꯔꯥ ꯑꯁꯤ ꯀꯪꯂꯩꯄꯥꯛ (ꯃꯅꯤꯄꯨꯔ) ꯒꯤ ꯃꯤꯇꯩꯒꯤ ꯐꯨꯡꯒꯥꯋꯥꯔꯤ (ꯃꯩꯇꯩꯒꯤ ꯐꯨꯡꯒꯥꯋꯥꯔꯤ) ꯑꯃꯅꯤ꯫ ꯃꯇꯝ ꯑꯃꯗꯥ ꯁꯟꯗ꯭ꯔꯦꯝꯕꯤ ꯑꯃꯁꯨꯡ ꯆꯩꯁꯔꯥ ꯀꯧꯕꯥ ꯄꯣꯛꯃꯤꯟꯅꯗꯕ ꯃꯆꯤꯟ ꯃꯅꯥꯎ ꯑꯅꯤ ꯂꯩꯔꯝꯃꯤ꯫ ꯃꯈꯣꯏꯒꯤ ꯃꯄꯥ ꯁꯤꯔꯕ ꯃꯇꯨꯡꯗ ꯃꯈꯣꯏꯒꯤ ꯃꯃꯥꯁꯤꯡꯅ ꯌꯣꯛꯂꯛꯈꯤ꯫ ꯆꯩꯁ꯭ꯔꯥꯅ ꯃꯍꯥꯛꯀꯤ ꯃꯃꯥꯒꯤ ꯑꯃꯠꯇ ꯉꯥꯏꯔꯕ ꯃꯆꯥꯅꯤ ꯑꯗꯨꯒ ꯁꯟꯗ꯭ꯔꯦꯝꯕꯤꯒꯤ ꯅꯍꯥ ꯑꯣꯏꯔꯤꯕ ꯃꯧꯄ꯭ꯋꯥ ꯑꯃꯥ ꯂꯩꯈꯤ꯫ ꯆꯩꯁ꯭ꯔꯥꯒꯤ ꯃꯃꯥꯅ ꯃꯇꯝ ꯄꯨꯝꯅꯃꯛꯇ ꯁꯥꯟꯗ꯭ꯔꯦꯝꯕꯤ, ꯃꯍꯥꯛꯀꯤ ꯃꯧꯄ꯭ꯋꯥ ꯑꯃꯁꯨꯡ ꯃꯃꯥꯗ ꯑꯋꯥꯕ ꯄꯤꯅꯕ ꯈꯟꯈꯤ꯫ ꯁꯟꯗ꯭ꯔꯦꯝꯕꯤꯒꯤ ꯃꯃꯥꯅ ꯀꯩꯗꯧꯉꯩꯗꯁꯨ ꯆꯩꯁ꯭ꯔꯥ ꯑꯃꯁꯨꯡ ꯃꯍꯥꯛꯀꯤ ꯃꯃꯥꯒꯤꯗꯃꯛ ꯑꯐꯠꯇꯕ ꯋꯥꯈꯜꯂꯣꯟ ꯑꯃꯠꯇ ꯈꯟꯈꯤꯗꯦ꯫ ꯅꯣꯡꯃꯗꯤ ꯃꯃꯥ ꯑꯅꯤꯗꯨ ꯉꯥ ꯐꯥꯕꯥ ꯆꯠꯈꯤ꯫ ꯁꯟꯗ꯭ꯔꯦꯝꯕꯤꯒꯤ ꯃꯃꯥꯅ ꯉꯥ ꯃꯁꯤꯡ ꯌꯥꯝꯅ ꯐꯥꯈꯤ꯫ ꯆꯩꯁ꯭ꯔꯥꯒꯤ ꯃꯃꯥꯅ ꯉꯥ ꯑꯃꯠꯇꯥ ꯐꯥꯕ ꯉꯝꯈꯤꯗꯦ꯫ ꯑꯗꯨꯒꯤ ꯃꯍꯨꯠꯇ ꯃꯍꯥꯛꯅ ꯂꯤꯟ ꯀꯌꯥ ꯑꯃ ꯐꯥꯈꯤ ꯑꯃꯁꯨꯡ ꯃꯍꯥꯛꯅ ꯃꯗꯨ ꯄꯨꯝꯅꯃꯛ ꯃꯍꯥꯛꯀꯤ ꯇꯨꯡꯒꯣꯟꯗ ꯊꯝꯈꯤ꯫ ꯇꯨꯡꯒꯣꯟ ꯑꯗꯨ ꯂꯤꯟꯅ ꯊꯜꯂꯝꯃꯤ꯫ ꯅꯨꯃꯤꯗꯥꯡꯋꯥꯏꯔꯝ ꯂꯥꯛꯄ ꯃꯇꯝꯗ ꯃꯈꯣꯏ ꯋꯥꯈꯜ ꯋꯥꯕ ꯍꯧꯔꯛꯈꯤ꯫ ꯃꯈꯣꯏꯅ ꯑꯄꯤꯛꯄꯥ ꯃꯍꯩ ꯃꯔꯣꯡꯁꯤꯡꯅ ꯊꯜꯂꯕ ꯎ ꯑꯃꯒꯤ ꯃꯈꯥꯗ ꯅꯨꯡꯉꯥꯏꯅ ꯂꯩꯈꯤ꯫ ꯆꯩꯁ꯭ꯔꯥꯒꯤ ꯃꯃꯥꯅ ꯎꯄꯥꯜ ꯑꯗꯨꯗ ꯀꯥꯈꯠꯂꯛꯏ ꯑꯃꯁꯨꯡ ꯍꯥꯏꯔꯛꯏ, "ꯏꯆꯦ, ꯅꯪꯒꯤ ꯃꯤꯠ ꯎꯏꯁꯤꯜꯂꯨ, ꯑꯩꯅꯥ ꯑꯍꯥꯎꯕ ꯎꯍꯩ ꯊꯥꯗꯔꯛꯀꯅꯤ꯫ ꯁꯟꯗ꯭ꯔꯦꯝꯕꯤꯒꯤ ꯃꯃꯥꯅ ꯃꯤꯠ ꯎꯏꯁꯤꯜꯂꯛꯏ꯫ ꯎꯍꯩ ꯑꯃ ꯊꯥꯗꯔꯛꯈꯤ꯫ "ꯏꯆꯦ, ꯍꯥꯎꯕ꯭ꯔꯥ? ꯃꯤꯠ ꯎꯏꯁꯤꯜꯂꯨ ꯑꯃꯨꯛꯀ ꯍꯦꯟꯅ ꯑꯍꯥꯎꯕ ꯑꯃ ꯊꯥꯗꯔꯛꯀꯦ" ꯆꯩꯁꯔꯥꯒꯤ ꯃꯃꯥꯅ ꯑꯃꯨꯛ ꯍꯟꯅ ꯀꯟꯅ ꯍꯥꯏꯔꯛꯏ꯫ ꯍꯟꯗꯛꯇꯤ ꯃꯍꯥꯛꯅ ꯃꯍꯥꯛꯀꯤ ꯇꯨꯡꯒꯣꯟ ꯂꯧꯔꯒ ꯂꯤꯟ ꯄꯨꯝꯅꯃꯛ ꯁꯥꯟꯗ꯭ꯔꯦꯝꯕꯤꯒꯤ ꯃꯃꯥꯒꯤ ꯃꯌꯥꯗ ꯊꯥꯗꯈꯤ꯫ ꯈꯨꯗꯛꯇ ꯁꯥꯟꯗ꯭ꯔꯦꯝꯕꯤꯒꯤ ꯃꯃꯥ ꯁꯤꯈꯤ꯫ ꯆꯩꯁ꯭ꯔꯥꯒꯤ ꯃꯃꯥꯅ ꯑꯁꯤꯕ ꯍꯛꯆꯥꯡ ꯑꯗꯨ ꯏꯁꯤꯡꯗ ꯊꯥꯗꯗꯨꯅ ꯃꯁꯥ ꯃꯊꯟꯇ ꯌꯨꯝꯗ ꯂꯥꯛꯈꯤ꯫ ꯆꯩꯁ꯭ꯔꯥꯒꯤ ꯃꯃꯥꯅ ꯃꯁꯥ ꯃꯊꯟꯇ ꯍꯜꯂꯛꯄ ꯎꯕꯗ ꯁꯟꯗ꯭ꯔꯦꯝꯕꯤꯅ ꯋꯥꯈꯜ ꯅꯨꯡꯉꯥꯏꯇꯕ ꯐꯥꯎꯈꯤ꯫ ꯃꯍꯥꯛꯅ ꯃꯃꯥꯒꯤ ꯃꯔꯝꯗ ꯍꯪꯈꯤ꯫ "ꯅꯪꯒꯤ ꯅꯃꯥꯗꯤ ꯍꯧꯖꯤꯛꯁꯨ ꯉꯥ ꯐꯥꯍꯧꯔꯤ꯫ ꯃꯍꯥꯛ ꯑꯩꯒꯥ ꯂꯣꯏꯅꯅ ꯍꯟꯁꯦ ꯌꯥꯗꯦ" ꯍꯥꯏꯕꯁꯤ ꯑꯃꯠꯇ ꯉꯥꯏꯔꯕ ꯄꯥꯎꯈꯨꯝꯅꯤ꯫ ꯅꯨꯃꯤꯗꯥꯡꯋꯥꯏꯔꯝ ꯑꯣꯏꯔꯕ ꯃꯇꯨꯡꯗ ꯁꯟꯗ꯭ꯔꯦꯝꯕꯤ ꯑꯃꯁꯨꯡ ꯃꯍꯥꯛꯀꯤ ꯃꯧꯄ꯭ꯋꯥ ꯑꯗꯨꯕꯨ ꯃꯇꯦꯡ ꯄꯥꯥꯡꯕꯤꯈꯤꯗꯦ꯫ ꯃꯍꯥꯛ ꯌꯥꯝꯅ ꯋꯥꯅ ꯀꯞꯂꯝꯃꯤ ꯑꯃꯁꯨꯡ ꯆꯥꯕ ꯊꯛꯄ ꯌꯥꯗꯅ ꯇꯨꯝꯂꯝꯃꯤ꯫ ꯅꯨꯃꯤꯗꯥꯡꯋꯥꯏꯔꯝꯗ ꯃꯍꯥꯛꯀꯤ ꯃꯃꯥꯅ ꯃꯍꯥꯛꯀꯤ ꯃꯪꯂꯥꯟꯗꯥ ꯂꯥꯛꯈꯤ꯫"ꯁꯟꯗ꯭ꯔꯦꯝꯕꯤ, ꯑꯩꯒꯤ ꯏꯆꯥꯅꯨꯄꯤ, ꯑꯩꯕꯨ ꯅꯪꯒꯤ ꯅꯃꯥꯇꯣꯟꯅ ꯍꯥꯠꯈꯤ꯫ ꯑꯩ ꯊꯦꯡꯒꯨ ꯑꯃ ꯑꯣꯏꯅ ꯑꯣꯟꯊꯣꯛꯈ꯭ꯔꯦ꯫ ꯑꯌꯨꯛꯇꯥ ꯂꯥꯛꯎ ꯂꯧ꯫ ꯑꯩꯕꯨ ꯆꯥꯛꯈꯨꯝ ꯃꯅꯨꯡꯗ ꯂꯩꯕꯥ ꯆꯐꯨ ꯑꯃꯗ ꯊꯝꯃꯨ꯫ ꯑꯃꯁꯨꯡ ꯃꯐꯝ ꯑꯗꯨꯗ ꯅꯨꯃꯤꯠ ꯃꯉꯥꯅꯤ ꯊꯝꯃꯨ꯫ ꯑꯩꯒꯤ ꯃꯤꯑꯣꯏꯕꯒꯤ ꯃꯑꯣꯡ ꯃꯇꯧꯗꯥ ꯍꯜꯂꯛꯀꯅꯤ꯫" ꯁꯟꯗ꯭ꯔꯦꯝꯕꯤꯅ ꯋꯥꯈꯜ ꯋꯥꯕ ꯍꯧꯔꯛꯏ ꯑꯗꯨꯒ ꯀꯞꯂꯝꯃꯤ꯫ ꯑꯌꯨꯛ ꯑꯉꯟꯕꯗ ꯃꯍꯥꯛ ꯊꯦꯡꯒꯨ ꯂꯧꯁꯤꯟꯅꯕ ꯆꯠꯈꯤ꯫ ꯃꯍꯥꯛꯅ ꯉꯥ ꯀꯌꯥ ꯐꯥꯈꯤ ꯑꯗꯨꯕꯨ ꯃꯈꯣꯏꯕꯨ ꯏꯁꯤꯡꯗ ꯑꯃꯨꯛ ꯊꯥꯗꯣꯛꯈꯤ꯫ ꯑꯔꯣꯏꯕꯗ ꯃꯍꯥꯛꯅ ꯊꯦꯡꯒꯨ ꯑꯗꯨ ꯐꯥꯈꯤ꯫ ꯃꯍꯥꯛꯅꯥ ꯆꯦꯛꯁꯤꯟꯅ ꯌꯨꯝꯗ ꯄꯨꯔꯛꯈꯤ꯫ ꯆꯩꯁꯔꯒꯤ ꯃꯃꯥꯅꯥ ꯃꯍꯥꯛꯄꯨ ꯉꯥꯏꯗꯨꯅ ꯂꯩꯔꯝꯃꯤ꯫